ꯁꯤꯂꯦꯚꯦꯜ ꯑꯦꯛꯖꯤꯛꯌꯨꯇꯤꯚ ꯑꯃꯒꯤꯗꯃꯛ ꯄꯣꯇꯦꯟꯁꯤꯑꯦꯜ ꯏꯟꯇꯔꯚꯤꯌꯨꯒꯤ ꯋꯥꯍꯪꯁꯤꯡꯒꯤ ꯂꯤꯁ ꯑꯃ ꯕꯔꯦꯟꯁꯇꯣꯔꯝ ꯇꯧ꯫ ꯑꯗꯣꯝꯒꯤ ꯂꯝꯆꯠ ꯁꯥꯖꯠ ꯑꯃꯁꯨꯡ ꯃꯁꯤꯅ ꯑꯗꯣꯝꯕꯨ ꯍꯧꯖꯤꯛ ꯂꯩꯔꯤꯕ ꯐꯤꯚꯝ ꯑꯁꯤꯗ ꯀꯔꯝꯅ ꯄꯨꯔꯛꯈꯤꯕꯒꯦ ꯍꯥꯏꯕꯗꯨ ꯑꯩꯈꯣꯏꯗ ꯍꯥꯏꯕꯤꯔꯛꯄ ꯌꯥꯒꯗ꯭ꯔꯥ꯫ ꯀꯝꯄꯦꯅꯤ ꯑꯁꯤꯒꯤꯗꯃꯛꯇ ꯑꯗꯣꯝꯒꯤ ꯃꯔꯨꯑꯣꯏꯕ ꯄꯥꯟꯗꯝꯁꯤꯡ ꯑꯃꯁꯨꯡ ꯄꯥꯟꯗꯝꯁꯤꯡ ꯑꯗꯨ ꯀꯔꯤꯅꯣ ꯑꯗꯣꯝꯅ ꯁꯣꯔꯠ ꯇꯔꯝ ꯑꯃꯁꯨꯡ ꯂꯣꯡ ꯇꯔꯝ ꯁꯇꯔꯦꯇꯦꯖꯤꯛ ꯑꯣꯕꯖꯦꯛꯇꯤꯕꯁꯤꯡ ꯀꯔꯝꯅ ꯕꯦꯂꯦꯟꯁ ꯇꯧꯔꯤꯕꯒꯦ꯫ ꯅꯍꯥꯛꯀꯤ ꯋꯥꯔꯦꯞ ꯂꯧꯕꯗ ꯔꯤꯁꯛ ꯑꯃꯁꯨꯡ ꯁꯣꯏꯗ ꯉꯥꯝꯗꯕ ꯑꯗꯨ ꯀꯔꯝꯅ ꯊꯦꯡꯅꯒꯅꯤ ꯑꯗꯣꯝꯒꯤ ꯂꯨꯆꯤꯡꯕꯒꯤ ꯃꯑꯣꯡ ꯃꯇꯧ ꯑꯗꯨ ꯐꯣꯡꯗꯣꯛꯄ ꯉꯝꯒꯗ꯭ꯔꯥ ꯑꯗꯣꯝꯅ ꯃꯇꯧ ꯀꯔꯝꯅ ꯄꯣꯖꯤꯇꯤꯞ ꯑꯣꯏꯕ ꯀꯣꯔꯄꯣꯔꯦꯠ ꯀꯜꯆꯔ ꯑꯃ ꯌꯣꯛꯈꯠꯀꯅꯤ ꯑꯃꯁꯨꯡ ꯏꯝꯄꯂꯣꯌꯤꯁꯤꯡꯒ ꯂꯣꯏꯅꯅ ꯊꯕꯛ ꯇꯧꯃꯤꯟꯅꯕꯗ ꯄꯨꯛꯅꯤꯡ ꯊꯧꯒꯠꯂꯤꯕꯒꯦ꯫ ꯑꯗꯣꯝꯅ ꯊꯦꯡꯅꯈꯤꯕ ꯆꯤꯡꯅꯕ ꯐꯤꯚꯝ ꯑꯃꯒꯤ ꯈꯨꯗꯝ ꯑꯃ ꯄꯤꯕ ꯉꯝꯒꯗ꯭ꯔꯥ ꯑꯃꯁꯨꯡ ꯃꯁꯤꯕꯨ ꯀꯔꯝꯅ ꯃꯥꯏ ꯄꯥꯛꯈꯤꯕꯒꯦ꯫ ꯑꯗꯣꯝꯒꯤ ꯏꯟꯗꯁꯇꯔꯤꯒꯤ ꯈ꯭ꯋꯥꯏꯗꯒꯤ ꯅꯧꯕ ꯇ꯭ꯔꯦꯟꯁꯤꯡ ꯑꯃꯁꯨꯡ ꯑꯍꯣꯡꯕꯁꯤꯡꯒꯤ ꯃꯇꯥꯡꯗ ꯑꯗꯣꯝꯅ ꯀꯔꯝꯅ ꯈꯪꯕꯤꯔꯤꯕꯒꯦ꯫ ꯀꯝꯄꯦꯅꯤ ꯑꯁꯤꯒꯤꯗꯃꯛꯇꯥ ꯔꯦꯚꯤꯟꯌꯨ ꯑꯃꯁꯨꯡ ꯄꯔꯣꯐꯤꯇꯦꯕꯤꯂꯤꯇꯤ ꯍꯦꯟꯒꯠꯍꯟꯕꯗ ꯑꯗꯣꯝꯅ ꯃꯥꯏ ꯄꯥꯛꯈꯤꯕꯁꯤꯡ ꯑꯗꯨ ꯑꯩꯈꯣꯏꯗ ꯍꯥꯏꯕꯤꯔꯛꯄ ꯌꯥꯒꯗ꯭ꯔꯥ꯫ ꯀꯝꯄꯦꯅꯤ ꯑꯁꯤꯒꯤ ꯀꯣꯔꯄꯣꯔꯦꯠ ꯁꯣꯁꯤꯑꯦꯜ ꯔꯦꯁꯄꯣꯟꯁꯤꯕꯤꯂꯤꯇꯤꯒꯤ ꯊꯧꯔꯥꯡꯁꯤꯡ ꯁꯦꯝꯒꯠꯄ ꯑꯃꯁꯨꯡ ꯊꯕꯛ ꯑꯣꯏꯅ ꯄꯥꯏꯈꯠꯄꯗ ꯑꯗꯣꯝꯒꯤ ꯊꯧꯗꯥꯡꯒꯤ ꯃꯇꯥꯡꯗ ꯈꯟꯅ ꯅꯩꯅꯕ ꯌꯥꯒꯗ꯭ꯔꯥ꯫ ꯈ꯭ꯋꯥꯏꯗꯒꯤ ꯌꯥꯝꯅ ꯏꯐꯤꯁꯤꯑꯦꯟꯁꯤ ꯁꯣꯏꯗꯅ ꯐꯪꯍꯟꯅꯕ ꯑꯗꯣꯝꯒꯤ ꯇꯤꯝꯒꯤ ꯃꯅꯨꯡꯗ ꯊꯕꯛꯁꯤꯡ ꯀꯔꯝꯅ ꯃꯔꯨ ꯑꯣꯏꯅ ꯂꯧꯒꯅꯤ ꯑꯃꯁꯨꯡ ꯁꯤꯟꯅꯔꯤꯕꯒꯦ ꯕꯖꯦꯠ ꯑꯃꯁꯨꯡ ꯁꯦꯜ ꯊꯨꯝꯒꯤ ꯔꯤꯁꯣꯔꯁꯁꯤꯡ ꯃꯦꯅꯦꯖ ꯇꯧꯕꯒꯤ ꯃꯇꯥꯡꯗ ꯑꯗꯣꯝꯒꯤ ꯑꯦꯞꯔꯣꯁ ꯑꯗꯨ ꯈꯟꯅ ꯅꯩꯅꯕ ꯌꯥꯒꯗ꯭ꯔꯥ꯫ ꯃꯤꯌꯥꯝꯅ ꯄꯥꯝꯅꯗꯕ ꯑꯗꯨꯕꯨ ꯀꯝꯄꯦꯅꯤ ꯑꯁꯤ ꯃꯥꯏ ꯄꯥꯛꯄꯒꯤꯗꯃꯛ ꯃꯊꯧ ꯇꯥꯕ ꯑꯔꯨꯕ ꯋꯥꯔꯦꯞ ꯑꯃ ꯂꯧꯕ ꯇꯥꯈꯤꯕ ꯃꯇꯝ ꯑꯃꯒꯤ ꯃꯇꯥꯡꯗ ꯑꯗꯣꯝꯅ ꯑꯩꯈꯣꯏꯗ ꯍꯥꯏꯕꯤꯔꯛꯄ ꯌꯥꯒꯗ꯭ꯔꯥ꯫ ꯑꯇꯣꯞꯄꯥ ꯑꯦꯛꯖꯤꯛꯌꯨꯇꯤꯞꯁꯤꯡ ꯑꯃꯁꯨꯡ ꯕꯣꯔꯠ ꯃꯦꯝꯕꯔꯁꯤꯡꯒ ꯂꯣꯏꯅꯅ ꯌꯥꯅꯗꯕ ꯑꯃꯁꯨꯡ ꯌꯥꯅꯗꯕꯁꯤꯡ ꯑꯗꯣꯝꯅ ꯀꯔꯝꯅ ꯊꯦꯡꯅꯔꯤꯕꯒꯦ꯫ ꯀꯝꯄꯦꯅꯤꯒꯤ ꯃꯅꯨꯡꯗꯥ ꯏꯅꯣꯕꯦꯁꯟ ꯑꯃꯁꯨꯡ ꯒꯔꯣꯠ ꯊꯧꯒꯠꯄꯗ ꯑꯗꯣꯝꯒꯤ ꯊꯧꯗꯥꯡ ꯑꯗꯨ ꯈꯟꯅꯕꯤꯕ ꯌꯥꯒꯗ꯭ꯔꯥ꯫